ꯀꯪꯂꯩꯄꯥꯛ (ꯀꯣꯟꯅꯗꯤ ꯃꯅꯤꯄꯨꯔ ꯍꯥꯢꯅ ꯈꯪꯅꯈꯤꯕ) ꯂꯝꯗꯝ ꯑꯁꯤꯒꯤ ꯄꯨꯋꯥꯂꯤ ꯑꯁꯤ ꯉꯁꯤꯗꯒꯤ ꯆꯍꯤ ꯃꯨꯛꯀꯤ ꯃꯃꯥꯡꯒꯤ ꯃꯇꯝꯗꯒꯤ ꯂꯩꯔꯦ꯫ ꯀꯪꯂꯩꯄꯥꯛꯇ ꯅꯤꯡꯊꯧ ꯇꯥꯡꯖ ꯂꯤꯂ ꯄꯥꯈꯪꯕꯅ ꯄꯥꯟꯕ ꯃꯇꯝ ꯑꯁꯤꯗꯒꯤ ꯄꯨꯋꯥꯔꯤ ꯍꯧꯏ ꯍꯥꯢꯅ ꯂꯧꯕ ꯌꯥꯢ꯫ ꯋꯥꯀꯣꯛꯂꯣꯟ ꯍꯤꯂꯦꯜ ꯊꯤꯂꯦꯜ ꯁꯂꯥꯏ ꯑꯃꯥꯏꯂꯣꯟ ꯄꯨꯀꯣꯛ ꯄꯨꯌꯥ ꯑꯁꯤ ꯕꯤ ꯁꯤ ꯗ ꯏꯈꯤ ꯍꯥꯢꯕꯁꯤ ꯆꯞ ꯆꯥꯅ ꯈꯪꯂꯦ꯫ ꯀꯪꯂꯩꯄꯥꯛꯀꯤ ꯄꯨꯋꯥꯔꯤꯗ ꯑꯍꯥꯟꯕ ꯅꯤꯡꯊꯧ ꯀꯅꯥꯅꯣ ꯍꯪꯂꯕꯗꯤ ꯄꯥꯈꯪꯕ ꯍꯥꯢꯕ ꯃꯤꯡ ꯑꯁꯤ ꯍꯥꯟꯅ ꯍꯦꯛꯇ ꯍꯥꯢꯅꯩ꯫ ꯑꯗꯨꯕꯨ ꯀꯪꯂꯩꯄꯥꯛꯀꯤ ꯄꯨꯋꯥꯔꯤꯗ ꯄꯥꯈꯪꯕ ꯀꯧꯕ ꯅꯤꯡꯊꯧ ꯀꯌꯥꯃꯔꯨꯝ ꯂꯩꯔꯤꯕꯁꯤꯒꯤ ꯃꯅꯨꯡꯗ ꯀꯔꯝꯕꯅꯣ ꯍꯥꯢꯅꯗꯤ ꯌꯥꯝꯅ ꯃꯨꯟꯅ ꯃꯤ ꯑꯌꯥꯝꯕꯅ ꯍꯪꯅꯗꯦ ꯑꯃꯗꯤ ꯈꯟꯊꯗꯦ꯫ ꯅꯤꯡꯊꯧ ꯇꯥꯡꯖ ꯂꯤꯂ ꯄꯥꯈꯪꯕ ꯑꯁꯤ ꯅꯤꯡꯊꯧ ꯀꯥꯡꯕ ꯒꯤ ꯃꯄꯥ ꯑꯃꯗꯤ ꯅꯤꯡꯊꯧ ꯃꯂꯤꯌꯥꯐꯝ ꯄꯥꯜꯆꯥ (ꯅꯤꯡꯊꯧ ꯀꯣꯢ ꯀꯣꯢ) ꯒꯤ ꯃꯄꯨꯅꯤ꯫ ꯃꯍꯥꯛꯁꯤ ꯂꯩꯍꯧ ꯍꯥꯎ ꯀꯥꯡꯂꯨꯞꯀꯤ ꯅꯤꯡꯊꯧꯒꯤ ꯃꯆꯥꯅꯨꯄꯤ ꯂꯩꯃ ꯁꯤꯟꯄꯤ ꯂꯩꯃꯒꯤ ꯃꯄꯨꯔꯣꯢꯕꯅꯤ꯫ ꯀꯪꯂꯩꯄꯥꯛꯀꯤ ꯄꯨꯋꯥꯔꯤꯗ "ꯄꯥꯈꯪꯕ" ꯀꯧꯕ ꯅꯤꯡꯊꯧ ꯀꯌꯥ ꯄꯥꯟꯈꯤ, ꯃꯗꯨ ꯃꯌꯥꯝꯗꯨꯒꯤ ꯃꯅꯨꯡꯗ "ꯇꯥꯡꯖ ꯂꯤꯂ ꯄꯥꯈꯪꯕ" ꯁꯨ ꯑꯃꯅꯤ꯫ ꯅꯣꯡꯗꯥ ꯂꯥꯢꯂꯦꯟ ꯄꯥꯈꯪꯄ ꯅꯠꯇ꯭ꯔꯒ ꯅꯣꯡꯗꯥ ꯂꯥꯏꯔꯦꯟ ꯄꯥꯈꯪꯕ ꯍꯥꯏꯕ ꯅꯤꯡꯊꯧ ꯑꯁꯤ ꯄꯥꯈꯪꯄ ꯅꯠꯇꯦ, ꯂꯥꯏ ꯅꯠꯇꯦ, ꯅꯃꯨ ꯇꯥꯏꯕꯪ ꯃꯤꯅꯤ꯫ ꯃꯍꯥꯛꯁꯤ ꯀꯪꯂꯥꯗ ꯏꯍꯥꯟ ꯍꯥꯟꯅ ꯄꯥꯟꯕ ꯃꯉꯥꯡ ꯁꯂꯥꯏꯒꯤ ꯅꯤꯡꯊꯧ ꯍꯥꯏꯕꯗꯤ ꯃꯩꯗꯤꯡꯉꯨꯅꯤ꯫ ꯑꯗꯨꯕꯨ ꯀꯪꯂꯥꯗ ꯃꯥꯒꯤ ꯃꯃꯥꯡꯊꯛꯇ ꯈꯥꯕ ꯉꯥꯟꯕ ꯁꯂꯥꯏꯒꯤ ꯅꯤꯡꯊꯧꯁꯤꯡ ꯑꯃꯗꯤ ꯂꯨꯋꯥꯡ ꯁꯂꯥꯏꯒꯤ ꯅꯤꯡꯊꯧꯁꯤꯡꯅ ꯃꯇꯝ ꯁꯥꯡꯅ ꯄꯥꯜꯂꯝꯕꯒꯤ ꯄꯨꯋꯥꯔꯤꯁꯨ ꯂꯩ꯫ ꯃꯍꯥꯛꯅ ꯍꯥꯏꯕꯗꯤ ꯅꯤꯡꯊꯧꯆꯥ ꯁꯂꯥꯏꯆꯥꯁꯤꯡꯅ ꯀꯪꯂꯥꯕꯨ ꯈꯨꯗꯨꯝ ꯆꯟꯅꯅꯕꯒꯤꯗꯃꯛ ꯈꯥꯕ ꯉꯥꯟꯕ ꯁꯂꯥꯏꯆꯥꯁꯤꯡꯒ ꯑꯀꯟꯕ ꯂꯥꯟ ꯁꯣꯛꯅꯈꯤ꯫ ꯂꯥꯟ ꯑꯁꯤꯗ ꯃꯥꯏ ꯄꯥꯛꯇꯨꯅ ꯀꯪꯂꯥꯗ ꯅꯣꯡꯗꯥ ꯂꯥꯏꯔꯦꯜ ꯄꯥꯈꯪꯕꯅ ꯐꯝꯕꯥꯜ ꯇꯣꯡꯈꯤ꯫ ꯑꯌꯥꯝꯕ ꯃꯇꯝꯗ ꯅꯣꯡꯗꯥ ꯂꯥꯏꯂꯦꯜ ꯄꯥꯈꯪꯕ ꯑꯁꯤ ꯂꯥꯏ ꯄꯥꯈꯪꯕꯒ ꯁꯛꯇꯥꯛ ꯄꯨꯟꯁꯤꯟꯅꯅꯕ ꯃꯤ ꯑꯌꯥꯝꯕꯅ ꯍꯣꯠꯅꯩ꯫ ꯑꯗꯨꯕꯨ ꯃꯇꯝꯗꯨꯗ ꯅꯤꯡꯊꯧꯁꯤꯡꯅ ꯂꯥꯏ ꯒꯤ ꯃꯇꯤꯛ ꯃꯌꯥꯏ ꯆꯦꯟꯅꯤꯡꯕꯒꯤ ꯅꯠꯇ꯭ꯔꯒ ꯃꯤ ꯃꯔꯛꯇ ꯊꯣꯏꯗꯣꯛ ꯍꯦꯟꯗꯣꯛꯅꯤꯡꯕꯒꯤꯗꯃꯛ ꯂꯥꯏꯒꯤ ꯃꯤꯡ ꯀꯧꯕꯁꯤ ꯆꯠꯅꯔꯝꯃꯤ꯫ ꯀ꯭ꯋꯥꯟꯇꯝ ꯗꯣꯠ ꯁꯤꯡꯗ ꯏꯅꯔꯖꯤꯒꯤ ꯃꯇꯥꯡꯗꯗꯤ, ꯀ꯭ꯋꯥꯟꯇꯝ ꯗꯣꯠ ꯈꯨꯗꯤꯡꯃꯛꯅ ꯏꯅꯔꯖꯤꯒꯤ ꯊꯥꯛ ꯑꯃ ꯎꯠꯂꯤ ꯃꯗꯨ ꯑꯦꯇꯝ ꯑꯃꯒ ꯆꯥꯡꯗꯝꯅꯕꯗ ꯑꯣꯏ꯫ ꯃꯁꯤꯒꯤ ꯃꯒꯨꯟ ꯑꯁꯤ ꯄꯥꯛꯊꯣꯛ ꯆꯥꯎꯊꯣꯛꯍꯟꯗꯨꯅ, ꯈꯨꯠꯅꯥꯏꯒꯤ ꯑꯣꯏꯕ ꯂꯦꯇꯤꯁ ꯑꯃꯗ (ꯀ꯭ꯋꯥꯟꯇꯝ ꯗꯣꯠꯇꯒꯤ ꯁꯦꯝꯕ) ꯀ꯭ꯔꯤꯁꯇꯂꯥꯏꯟ ꯁꯦꯃꯤꯀꯟꯗꯛꯇꯔ ꯑꯃꯒ ꯃꯥꯟꯅꯕ ꯏꯅꯔꯖꯤ ꯕꯦꯟ ꯃꯑꯣꯡ ꯑꯃ ꯂꯩꯒꯅꯤ꯫ ꯏꯂꯤꯛ ꯑꯃꯒꯤ ꯏꯅꯔꯖꯤꯒꯤ ꯊꯥꯛ ꯑꯁꯤ ꯃꯁꯤꯗ ꯂꯩꯕ ꯆꯥꯔꯖꯀꯤ ꯆꯥꯡ ꯑꯃꯁꯨꯡ ꯃꯁꯤꯒꯤ ꯀꯦꯄꯁꯤꯇꯦꯟꯁ ꯑꯗꯨꯒꯤ ꯃꯈꯥ ꯄꯣꯜꯂꯤ꯫ ꯏꯂꯦꯛꯇ꯭ꯔꯣꯟꯁꯤꯡꯗ ꯌꯥꯎꯕ ꯏꯅꯔꯖꯤ ꯑꯁꯤ ꯋꯦꯚꯂꯦꯡ꯭ꯊꯀꯤ ꯁꯀ꯭ꯋꯥꯔꯒ ꯆꯥꯡ ꯃꯥꯟꯅꯩ꯫ ꯃꯁꯤꯅ ꯏꯅꯔꯖꯤꯒꯤ ꯊꯥꯛꯁꯤꯡ ꯑꯗꯨ ꯊꯨꯅ ꯍꯦꯟꯒꯠꯍꯜꯂꯤ ꯕꯦꯇ꯭ꯔꯤꯁꯤꯡꯒꯤ ꯑꯣꯏꯕ ꯀ꯭ꯋꯥꯟꯇꯝ ꯗꯣꯠꯁꯤꯡ ꯀꯥꯔꯕꯣꯟ ꯀ꯭ꯋꯥꯟꯇꯝ ꯗꯣꯠꯁꯤꯡ ꯑꯃꯁꯨꯡ ꯒ꯭ꯔꯥꯐꯥꯏꯠ ꯀ꯭ꯋꯥꯟꯇꯝ ꯗꯣꯠꯁꯤꯡꯅꯤ꯫ ꯕꯦꯇ꯭ꯔꯤꯁꯤꯡꯗ ꯁꯤꯖꯤꯟꯅꯕ ꯀ꯭ꯋꯥꯟꯇꯝ ꯗꯣꯠꯁꯤꯡꯒꯤ ꯃꯔꯨꯑꯣꯏꯕ ꯃꯈꯜꯁꯤꯡꯅꯤ꯫ ꯒ꯭ꯔꯥꯐꯦꯟꯒꯤ ꯀ꯭ꯋꯥꯟꯇꯝ ꯗꯣꯠꯁꯤꯡ ꯑꯁꯤ ꯃꯈꯣꯏꯒꯤ ꯃꯔꯛꯇ ꯌꯥꯎꯕ ꯒ꯭ꯔꯥꯐꯤꯟꯒꯤ ꯁꯤꯠꯁꯤꯡꯗꯒꯤ ꯁꯦꯝꯕꯅꯤ, ꯃꯁꯤꯅ ꯑꯅꯤ-ꯗꯤꯁ꯭ꯛ ꯑꯃꯒ ꯃꯥꯟꯅꯕ ꯃꯣꯐꯣꯂꯣꯖꯤ ꯑꯃ ꯁꯦꯝꯂꯤ꯫ ꯀꯥꯔꯕꯣꯟ ꯀ꯭ꯋꯥꯟꯇꯝ ꯗꯣꯠꯁꯤꯡ ꯑꯁꯤ ꯑꯥꯏꯁꯣꯇ꯭ꯔꯣꯄꯤꯛ ꯁ꯭ꯄꯦꯔꯤꯀꯦꯜ ꯃꯑꯣꯡ ꯑꯃ ꯂꯩ ꯑꯃꯁꯨꯡ ꯃꯈꯣꯏ ꯑꯁꯤ ꯀ꯭ꯔꯤꯁꯇꯂꯥꯏꯟ ꯑꯃꯁꯨꯡ ꯑꯦꯃꯣꯔꯐꯁ ꯀꯥꯔꯕꯣꯟ ꯁꯤꯠꯁꯤꯡꯗꯒꯤ ꯁꯦꯝꯕꯅꯤ꯫